ꯃꯣꯗꯦꯜ ꯑꯅꯤꯒꯤ ꯃꯔꯛꯇ ꯂꯩꯕ ꯃꯔꯨꯑꯣꯏꯕ ꯈꯦꯠꯅꯕꯁꯤꯡ ꯑꯗꯨ ꯐꯣꯡꯗꯣꯛꯄꯤꯌꯨ , ꯑꯦꯄꯜ ꯑꯥꯏꯐꯣꯟ ꯑꯦꯠ ꯑꯃꯁꯨꯡ ꯑꯦꯄꯜ ꯑꯥꯏꯐꯣꯟ ꯏꯂꯥꯚꯦꯟ꯫ ꯑꯦꯄꯜ ꯑꯥꯏꯐꯣꯟ ꯑꯦꯠ ꯑꯃꯁꯨꯡ ꯑꯦꯄꯜ ꯑꯥꯏꯐꯣꯟ ꯏꯂꯥꯚꯦꯟꯒꯤ ꯃꯔꯛꯇ ꯂꯩꯕ ꯃꯔꯨꯑꯣꯏꯕ ꯈꯦꯠꯅꯕꯁꯤꯡꯗꯤ - ꯗꯤꯖꯥꯏꯟ ꯑꯃꯁꯨꯡ ꯗꯤꯁꯄ꯭ꯂꯦ - ꯑꯥꯏꯐꯣꯟ ꯏꯂꯥꯚꯦꯟꯗꯥ ꯍꯦꯟꯅ ꯃꯣꯗ꯭ꯔꯟ, ꯑꯦꯖ-ꯇꯨ-ꯑꯦꯖ ꯗꯤꯖꯥꯏꯟ ꯑꯃ ꯌꯥꯎꯔꯤ, ꯑꯗꯨꯒ ꯑꯥꯏꯐꯣꯟ ꯑꯦꯠ ꯇꯥ ꯑꯔꯤꯕ, ꯇ꯭ꯔꯦꯗꯤꯁ꯭ꯅꯦꯜ ꯑꯥꯏꯐꯣꯟ ꯗꯤꯖꯥꯏꯟꯒ ꯂꯣꯏꯅꯅꯥ ꯑꯀꯟꯕ ꯕꯔꯖꯟꯁꯤꯡ ꯌꯥꯎꯔꯤ꯫ ꯃꯁꯤꯗꯁꯨ ꯅꯠꯇꯅꯥ ꯑꯥꯏꯐꯣꯟ ꯏꯂꯥꯚꯦꯟꯗꯥ ꯑꯥꯏꯐꯣꯟ ꯑꯦꯠꯀꯤ ꯑꯄꯤꯛꯄ, ꯐꯣꯔ ꯄꯣꯏꯟ ꯁꯥꯚꯦꯟ ꯏꯟꯆꯤꯒꯤ ꯂꯤꯀ꯭ꯌꯤꯠ ꯈ꯭ꯔꯤꯁꯇꯦꯜ ꯗꯤꯁꯄ꯭ꯂꯦ ꯀꯦꯃꯦꯔꯥ - ꯑꯥꯏꯐꯣꯟ ꯏꯂꯥꯚꯦꯟꯗꯥ ꯇꯨꯏꯋ꯭ꯐꯦꯜ ꯃꯦꯒꯥꯄꯤꯛꯁꯦꯜꯒꯤ ꯋꯥꯏꯗ ꯑꯦꯡꯒꯜ ꯂꯦꯟꯁ ꯑꯃꯁꯨꯡ ꯇꯨꯏꯋ꯭ꯐꯦꯜ ꯃꯦꯒꯥꯄꯤꯛꯁꯦꯜꯒꯤ ꯑꯜꯇꯔꯥ ꯋꯥꯏꯗ ꯂꯦꯟꯁ ꯌꯥꯎꯕ ꯗ꯭ꯌꯨꯑꯦꯜ ꯀꯦꯃꯦꯔꯥ ꯁꯤꯁꯇꯦꯝ ꯑꯃ ꯌꯥꯎꯔꯤ, ꯑꯗꯨꯒ ꯑꯥꯏꯐꯣꯟ ꯑꯦꯠ ꯇꯥ ꯇꯨꯏꯋ꯭ꯐꯦꯜ ꯃꯦꯒꯥꯄꯤꯛꯁꯦꯜꯒꯤ ꯋꯥꯏꯗ ꯑꯦꯡꯒꯜ ꯂꯦꯟꯁ ꯑꯃꯈꯛꯇꯃꯛ ꯌꯥꯎꯔꯤ꯫ ꯃꯁꯤꯅ ꯇꯥꯛꯄꯗꯤ ꯑꯥꯏꯐꯣꯟ ꯏꯂꯥꯚꯦꯟꯅꯥ ꯍꯦꯟꯅ ꯐꯕꯥ ꯃꯒꯨꯟ ꯂꯩꯕ ꯐꯣꯇꯣ ꯂꯧꯕ ꯌꯥꯏ ꯑꯃꯁꯨꯡ ꯃꯁꯤꯗ ꯅꯥꯏꯇꯣꯝ ꯃꯣꯗ ꯑꯃꯁꯨꯡ ꯗꯤꯞ ꯐ꯭ꯌꯨꯖꯟꯒꯨꯝꯕ ꯍꯦꯟꯅ ꯑꯍꯣꯡꯕ ꯐꯤꯆꯔꯁꯤꯡ ꯂꯩ꯫ ꯄ꯭ꯔꯣꯁꯦꯁꯔ - ꯑꯥꯏꯐꯣꯟ ꯏꯂꯥꯚꯦꯟꯗꯥ ꯑꯦꯄꯜꯒꯤ ꯑꯦ ꯊ꯭ꯔꯥꯇꯤꯟ ꯕꯥꯏꯑꯣꯅꯤꯛ ꯆꯤꯞ ꯌꯥꯎꯔꯤ, ꯑꯗꯨꯒ ꯑꯥꯏꯐꯣꯟ ꯑꯦꯠ ꯇꯥ ꯑꯔꯤꯕ ꯑꯦ ꯏꯂꯥꯚꯦꯟ ꯕꯥꯏꯑꯣꯅꯤꯛ ꯆꯤꯞ ꯌꯥꯎꯔꯤ꯫ ꯃꯁꯤꯅ ꯇꯥꯛꯄꯗꯤ ꯑꯥꯏꯐꯣꯟ ꯏꯂꯥꯚꯦꯟ ꯑꯁꯤ ꯑꯥꯏꯐꯣꯟ ꯑꯦꯠ ꯇꯒꯤ ꯍꯦꯟꯅ ꯌꯥꯡꯅ ꯑꯃꯁꯨꯡ ꯍꯦꯟꯅ ꯏꯐꯤꯁꯤꯌꯦꯟꯇ ꯑꯣꯏ꯫ ꯐꯦꯁ ꯑꯥꯏꯗꯤ ꯕꯅꯥꯝ ꯇꯆ ꯑꯥꯏꯗꯤ - ꯑꯥꯏꯐꯣꯟ ꯏꯂꯥꯚꯦꯟ ꯅꯥ ꯐꯣꯟ ꯑꯟꯂꯣꯛ ꯇꯧꯕ ꯑꯃꯁꯨꯡ ꯑꯦꯞꯁꯤꯡ ꯁꯦꯀ꯭ꯌꯨꯔ ꯇꯧꯕꯗ ꯐꯦꯁ ꯑꯥꯏꯗꯤ ꯁꯤꯖꯤꯟꯅꯩ, ꯑꯗꯨꯒ ꯑꯥꯏꯐꯣꯟ ꯑꯦꯠ ꯅꯥ ꯑꯔꯤꯕ ꯇꯆ ꯑꯥꯏꯗꯤ ꯐꯤꯡꯒꯔꯄ꯭ꯔꯤꯟꯇ ꯁꯦꯟꯁꯔ ꯁꯤꯖꯤꯟꯅꯩ꯫ ꯃꯆꯨ - ꯑꯥꯏꯐꯣꯟ ꯏꯂꯥꯚꯦꯟ ꯑꯁꯤ ꯇꯣꯉꯥꯟ ꯇꯣꯉꯥꯟꯕ ꯃꯆꯨ ꯇꯔꯨꯛꯇꯥ ꯐꯪꯏ, ꯃꯆꯨ ꯃꯆꯨꯒꯤ, ꯌꯦꯜꯂꯣ, ꯒ꯭ꯔꯤꯟ, ꯕ꯭ꯂꯦꯛ, ꯍꯣꯋꯥꯏꯠ ꯑꯃꯁꯨꯡ ꯔꯦꯗ, ꯑꯗꯨꯒ ꯑꯥꯏꯐꯣꯟ ꯑꯦꯠ ꯑꯁꯤ ꯁꯅꯥ, ꯂꯨꯄꯥ ꯑꯃꯁꯨꯡ ꯁ꯭ꯄꯦꯁ ꯒ꯭ꯔꯦꯗꯥ ꯐꯪꯏ꯫ ꯃꯃꯜ - ꯑꯥꯏꯐꯣꯟ ꯏꯂꯥꯚꯦꯟ ꯒꯤ ꯍꯧꯔꯛꯐꯝꯒꯤ ꯃꯃꯜ ꯗꯣꯂꯔ ꯆꯇ꯭ꯔꯨꯛꯀ ꯃꯧꯗ꯭ꯔꯥ ꯃꯄꯜꯅꯤ, ꯑꯗꯨꯒ ꯑꯥꯏꯐꯣꯟ ꯑꯦꯠ ꯒꯤ ꯍꯧꯔꯛꯄꯒꯤ ꯃꯃꯜ ꯗꯣꯂꯔ ꯆꯥꯃ꯭ꯔꯤ ꯅꯤꯐꯨ ꯃꯄꯜꯅꯤ꯫ ꯑꯅꯧꯕ ꯑꯃꯁꯨꯡ ꯑꯔꯤꯕ ꯄꯣꯠꯊꯣꯛ ꯑꯃꯒꯤꯗꯃꯛ ꯄꯤꯆ ꯑꯃ ꯁꯦꯝꯒꯠꯄ꯫ ꯑꯀꯣꯏꯕꯒꯤ ꯐꯤꯕꯝꯗ ꯃꯇꯦꯡ ꯄꯥꯡꯕꯒ ꯂꯣꯏꯅꯅ ꯑꯗꯣꯝꯒꯤ ꯏꯂꯦꯛꯇ꯭ꯔꯣꯅꯤꯛ ꯗꯤꯚꯥꯏꯁ ꯄꯨꯝꯅꯃꯛ ꯆꯥꯔꯖ ꯇꯧꯕꯒꯤ ꯑꯅꯧꯕ ꯑꯃꯁꯨꯡ ꯑꯅꯧꯕ ꯃꯑꯣꯡ ꯏꯀꯣꯆꯥꯔꯖ ꯍꯧꯗꯣꯛꯂꯤ꯫ ꯏꯀꯣꯆꯥꯔꯖ ꯑꯁꯤ ꯅꯍꯥꯛꯀꯤ ꯗꯤꯚꯥꯏꯁꯁꯤꯡꯗ ꯄꯥꯋꯔ ꯄꯤꯅꯕꯥ ꯀꯥꯏꯅꯦꯇꯤꯛ ꯑꯦꯅꯔꯖꯤ ꯁꯤꯖꯤꯟꯅꯗꯨꯅ ꯄꯣꯔꯇꯦꯕꯜ ꯑꯃꯁꯨꯡ ꯁꯁꯇꯦꯅꯦꯕꯜ ꯆꯥꯔꯖꯤꯡ ꯁꯣꯂꯨꯁꯟ ꯑꯃꯅꯤ꯫ ꯏꯀꯣꯆꯥꯔꯖ ꯗꯤꯚꯥꯏꯁ ꯑꯁꯤ ꯅꯍꯥꯛꯀꯤ ꯕꯦꯛꯄꯦꯛ ꯅꯠꯇꯔꯒ ꯄꯣꯠꯆꯩꯁꯤꯡꯗ ꯁꯨꯞꯅꯒꯤ ꯑꯦꯇꯦꯆ ꯇꯧ ꯑꯃꯁꯨꯡ ꯅꯍꯥꯛꯀꯤ ꯅꯨꯃꯤꯠ ꯈꯨꯗꯤꯡꯒꯤ ꯑꯣꯏꯕ ꯊꯕꯛ ꯊꯧꯔꯝꯁꯤꯡꯗ ꯆꯠꯂꯨ, ꯑꯃꯁꯨꯡ ꯃꯁꯤꯅ ꯅꯍꯥꯛꯀꯤ ꯆꯠꯊꯣꯛ-ꯆꯠꯁꯤꯟꯗꯒꯤ ꯃꯩ ꯄꯨꯊꯣꯛꯏ꯫ ꯅꯍꯥꯛꯅ ꯍꯦꯟꯅ ꯆꯠꯊꯣꯛ-ꯆꯠꯁꯤꯟ ꯇꯧꯕ ꯃꯇꯝꯗ, ꯅꯍꯥꯛꯅ ꯏꯅꯔꯖꯤ ꯍꯦꯟꯅ ꯁꯦꯝꯒꯠꯂꯤ꯫ ꯏꯀꯣꯆꯥꯔꯖꯇꯥ ꯅꯨꯃꯤꯠꯀꯤ ꯅꯨꯃꯤꯠꯁꯤꯡꯗ ꯑꯍꯦꯟꯕ ꯄꯥꯋꯔ ꯄꯤꯅꯕꯒꯤꯗꯃꯛ ꯑꯄꯤꯛꯄ ꯁꯣꯂꯥꯔ ꯄꯦꯅꯦꯜ ꯑꯃꯁꯨ ꯌꯥꯎꯔꯤ꯫ ꯗꯤꯚꯥꯏꯁ ꯑꯁꯤꯅ ꯅꯍꯥꯛꯀꯤ ꯁ꯭ꯃꯥꯔꯠꯐꯣꯟ ꯑꯗꯨ ꯑꯍꯨꯝꯂꯛ ꯐꯥꯎꯕ ꯆꯥꯔꯖ ꯇꯧꯕ ꯌꯥꯕ ꯑꯦꯅꯔꯖꯤ ꯃꯇꯤꯛ ꯆꯥꯅ ꯁ꯭ꯇꯣꯔ ꯇꯧꯕ ꯉꯝꯃꯤ ꯅꯠꯇꯔꯒ ꯅꯍꯥꯛꯀꯤ ꯇꯦꯕꯜ ꯅꯠꯇꯔꯒ ꯂꯦꯞꯇꯣꯞꯇ ꯄꯨꯡ ꯀꯌꯥꯒꯤ ꯄꯥꯋꯔ ꯄꯤꯕ ꯉꯝꯃꯤ꯫ ꯃꯁꯤ ꯃꯄꯥꯟꯗ ꯆꯠꯊꯣꯛ-ꯆꯠꯁꯤꯟ ꯇꯧꯕ ꯃꯤꯑꯣꯏꯁꯤꯡ, ꯃꯤ ꯌꯥꯝꯅ ꯆꯠꯊꯣꯛ-ꯆꯠꯁꯤꯟ ꯇꯧꯕ ꯅꯠꯇꯔꯒ ꯃꯈꯣꯏꯒꯤ ꯀꯥꯔꯕꯣꯟ ꯐꯨꯠꯄ꯭ꯔꯤꯟꯇ ꯍꯟꯊꯍꯟꯕ ꯄꯥꯝꯕ ꯃꯤꯑꯣꯏ ꯑꯃꯒꯤꯗꯃꯛ ꯃꯄꯨꯡ ꯐꯥꯅ ꯁꯤꯖꯤꯟꯅꯩ꯫ ꯄ꯭ꯂꯥꯁ, ꯁꯦꯡꯂꯕꯥ ꯑꯃꯁꯨꯡ ꯇꯦꯛꯇ ꯀꯥꯏꯗꯕꯥ ꯗꯤꯖꯥꯏꯟ ꯑꯁꯤꯅ ꯏꯀꯣꯆꯥꯔꯖ ꯑꯁꯤ ꯗꯤꯚꯥꯏꯁ ꯑꯃꯍꯦꯛꯇꯒꯤꯗꯃꯛ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯆꯠꯅꯕ ꯌꯥꯕ ꯑꯦꯛꯁꯦꯁꯔꯤꯖ ꯑꯃ ꯑꯣꯏꯍꯜꯂꯤ꯫ ꯑꯁꯤꯕ ꯕꯦꯠꯇꯔꯤꯁꯤꯡꯗ ꯌꯥꯏꯐ-ꯄꯥꯎꯖꯦꯜ ꯄꯤꯌꯨ ꯑꯃꯁꯨꯡ ꯏꯀꯣꯆꯥꯔꯖꯒꯥ ꯂꯣꯏꯅꯅꯥ ꯃꯇꯝ ꯑꯗꯨꯃꯛꯇꯗꯥ ꯑꯀꯣꯏꯕꯒꯤ ꯐꯤꯕꯝꯗ ꯃꯇꯦꯡ ꯄꯥꯡꯕꯤꯌꯨ꯫